ꯏꯟꯗꯤꯌꯥꯒꯤ ꯃꯊꯪꯗ ꯂꯩꯕꯥꯛ ꯑꯁꯤ ꯂꯩ꯫ ꯈ꯭ꯔꯤꯁꯇꯥꯟ ꯂꯥꯏꯅꯤꯡꯅ ꯃꯄꯨꯡ ꯑꯣꯏꯅ ꯆꯠꯆꯔꯒꯁꯨ ꯑꯇꯣꯞꯄ ꯂꯥꯏꯅꯤꯡ ꯆꯠꯄ ꯃꯤꯁꯨ ꯂꯩꯇꯕ ꯅꯠꯇꯦ꯫ ꯃꯁꯤꯒꯤꯁꯨ ꯃꯊꯛꯇ ꯑꯉꯧꯕ ꯐꯨꯔꯨꯞꯀꯤ ꯃꯤꯑꯣꯏꯅ ꯆꯥꯗ ꯍꯨꯝꯐꯨꯗ꯭ꯔꯥ ꯇꯔꯨꯛ ꯗꯥꯁꯃꯤꯠ ꯑꯍꯨꯝ ꯂꯩ꯫ ꯑꯗꯨꯒ ꯑꯃꯨꯕ ꯅꯠꯇ꯭ꯔꯒ ꯑꯐ꯭ꯔꯤꯀꯥꯟ, ꯑꯃꯦꯔꯤꯀꯥꯟ ꯍꯥꯏꯔꯒ ꯈꯪꯅꯕ ꯀꯥꯡꯂꯨꯞ ꯑꯁꯤꯅ ꯑꯄꯨꯟꯕ ꯃꯤꯁꯤꯡꯒꯤ ꯆꯥꯗ ꯇꯔꯍꯨꯝꯗꯣꯏ ꯗꯥꯁꯃꯤꯠ ꯃꯔꯥꯔꯣꯝ ꯂꯩ꯫ ꯑꯐ꯭ꯔꯤꯀꯥꯟ, ꯏꯟꯗꯤꯌꯥꯟ ꯑꯃꯁꯨꯡ ꯑꯂꯥꯁꯀꯥ ꯅꯦꯇꯤꯚꯅ ꯆꯥꯗ ꯃꯔꯤ ꯗꯥꯁꯃꯤꯠ ꯑꯍꯨꯝ ꯑꯃꯁꯨꯡ ꯑꯦꯁꯤꯌꯥꯟ ꯃꯇꯣꯝꯇꯅ ꯆꯥꯗ ꯃꯉꯥ ꯗꯥꯁꯃꯤꯠ ꯃꯄꯜꯂꯣꯝ ꯂꯩ ꯍꯥꯏꯅ ꯄꯥꯅꯩ꯫ ꯌꯨꯅꯥꯏꯇꯦꯗ ꯁ꯭ꯇꯦꯠꯀꯤ ꯍꯧꯔꯛ ꯋꯥꯔꯤꯗ ꯑꯃꯨꯕ ꯑꯃꯁꯨꯡ ꯑꯉꯧꯕ ꯍꯥꯏꯕ ꯐꯨꯔꯨꯞ ꯑꯅꯤꯒꯤ ꯃꯔꯛꯇ ꯂꯩꯔꯝꯕ ꯅꯨꯡꯉꯥꯏꯅꯗꯕꯒꯤ ꯄꯜ ꯑꯃꯁꯨꯡ ꯍꯟꯊꯅ ꯌꯦꯡꯕꯒꯤ ꯆꯩꯊꯦꯡ ꯄꯨꯝꯕ ꯂꯣꯏꯁꯤꯟꯈ꯭ꯔꯦ ꯍꯥꯏꯅ ꯂꯧꯔꯕꯁꯨ ꯃꯔꯛ ꯃꯔꯛꯇ ꯃꯁꯤꯒꯤ ꯃꯊꯤ ꯐꯣꯡꯂꯛꯄ ꯎꯏ꯫ ꯏꯀꯨꯏ ꯀꯨꯏꯗꯅ ꯑꯉꯧꯕ ꯐꯨꯔꯨꯞꯀꯤ ꯄꯨꯂꯤꯁ ꯄꯥꯔꯁꯣꯅꯦꯜꯁꯤꯡꯅ ꯑꯃꯨꯕ ꯐꯨꯔꯨꯞꯀꯤ ꯃꯤꯑꯣꯏ ꯑꯃꯥ ꯑꯅꯤ ꯍꯥꯠꯈꯤꯕ ꯊꯧꯗꯣꯛꯀꯤ ꯇꯨꯡꯗ ꯊꯣꯛꯈꯤꯕ ꯑꯆꯧꯕ ꯏꯔꯥꯡꯅ ꯌꯨ ꯑꯦꯁ ꯄꯨꯝꯕ ꯂꯩꯇꯥꯍꯟꯗꯕ ꯊꯧꯗꯣꯛꯁꯤꯡ ꯊꯣꯛꯈꯤ꯫ ꯑꯗꯨꯕꯨ ꯀꯥꯡꯂꯨꯞ ꯅꯥꯏꯕ ꯋꯥꯈꯜꯂꯣꯟ ꯑꯗꯨꯒꯤ ꯃꯥꯌꯣꯛꯇ ꯃꯤꯌꯥꯝ ꯍꯧꯔꯛꯂꯒꯁꯨ ꯀꯅꯥꯒꯨꯝꯕ ꯑꯃꯠꯇꯅ ꯂꯩꯕꯥꯛ ꯑꯗꯨꯗꯒꯤ ꯇꯣꯈꯥꯏ ꯇꯥꯔꯒꯦ ꯍꯥꯏꯕ ꯋꯥꯐꯝ ꯑꯃꯠꯇ ꯐꯣꯡꯗꯣꯔꯛꯈꯤꯗꯦ꯫ ꯃꯗꯨꯒꯤ ꯃꯍꯨꯠꯇ ꯀꯥꯡꯂꯨꯞ ꯅꯥꯏꯕ ꯋꯥꯈꯜꯂꯣꯟ ꯆꯦꯟꯕꯁꯤꯡ ꯊꯦꯡꯅꯅꯕ ꯑꯈꯟꯅꯕ ꯂꯣ ꯁꯦꯝꯃꯨ, ꯑꯃꯨꯕ ꯐꯨꯔꯨꯞꯁꯤꯡꯕꯨ ꯇꯥꯊꯤ-ꯇꯥꯑꯣꯏꯅ ꯌꯦꯡꯕ ꯊꯤꯡꯎ ꯍꯥꯏꯕ ꯑꯀꯟꯕ ꯈꯣꯡꯖꯪ ꯆꯪꯁꯤꯟꯗꯨꯅ ꯂꯩꯉꯥꯛꯇꯒꯤ ꯃꯈꯣꯏꯒꯤ ꯗꯤꯃꯥꯟꯗ ꯐꯪꯅꯅꯕ ꯍꯣꯠꯅꯈꯤ꯫ ꯏꯟꯗꯤꯌꯥꯁꯨ ꯑꯗꯨ ꯃꯉꯥꯏ ꯃꯤꯑꯣꯏ ꯕꯤꯂꯤꯌꯟ ꯑꯃ ꯑꯍꯨꯝꯔꯣꯝ ꯂꯩꯕ, ꯇꯣꯉꯥꯟ ꯇꯣꯉꯥꯟꯕ ꯂꯣꯜ ꯉꯥꯡꯕ, ꯂꯥꯏꯅꯤꯡ-ꯂꯥꯏꯁꯣꯟ ꯇꯤꯟꯅꯗꯕ ꯑꯃꯁꯨꯡ ꯇꯣꯈꯥꯏ ꯇꯣꯈꯥꯏꯕ ꯂꯩꯕꯥꯛ ꯑꯃꯃꯝ ꯑꯣꯏꯅ ꯂꯩꯔꯝꯕꯒꯤ ꯀꯥꯎꯕ ꯉꯝꯅꯗꯕ ꯊꯧꯗꯣꯛ ꯋꯥꯊꯣꯛꯁꯤꯡ ꯑꯃꯁꯨꯡ ꯋꯥꯔꯤꯁꯤꯡꯅ ꯃꯔꯝ ꯑꯣꯏꯔꯒ ꯀꯔꯤꯒꯨꯝꯕ ꯃꯇꯝꯗ ꯀꯥꯡꯂꯨꯞ ꯅꯥꯏꯕ ꯋꯥꯈꯜꯂꯣꯟ ꯆꯦꯟꯕ ꯃꯤꯑꯣꯏ ꯈꯔ ꯑꯗꯨꯝ ꯊꯣꯔꯛꯏ꯫ ꯃꯈꯣꯏꯒꯤ ꯊꯧꯑꯣꯡꯅ ꯃꯤꯑꯣꯏ ꯐꯨꯔꯨꯞ ꯀꯌꯥꯒꯤ ꯊꯋꯥꯏ ꯁꯣꯛꯍꯜꯂꯤ꯫ ꯑꯗꯨꯕꯨ ꯌꯨ ꯑꯦꯁꯀꯤ ꯃꯤꯌꯥꯝꯅ ꯂꯩꯕꯥꯛ ꯑꯗꯨꯗꯒꯤ ꯇꯣꯈꯥꯏ ꯇꯣꯈꯥꯏ ꯇꯥꯕꯒꯤ ꯋꯥꯈꯜꯂꯣꯟ ꯂꯩꯇꯕ ꯑꯗꯨꯝꯅꯗꯤ ꯏꯟꯗꯤꯌꯥꯒꯤ ꯃꯤꯑꯣꯏ ꯈꯔꯗꯤ ꯂꯩꯍꯟꯕ ꯉꯝꯗꯦ꯫ ꯃꯁꯤ ꯃꯈꯣꯏ ꯃꯁꯥꯅ ꯏꯟꯗꯤꯌꯥ ꯍꯥꯏꯕꯁꯤ ꯑꯩꯈꯣꯏꯒꯤ ꯂꯩꯕꯥꯛꯅꯤ ꯍꯥꯏꯕ ꯈꯟꯖꯕ ꯉꯝꯗꯕꯗꯒꯤꯅꯤ꯫ ꯃꯅꯤꯄꯨꯔ ꯏꯟꯗꯤꯌꯥꯒꯤ ꯃꯄꯨꯡ ꯐꯥꯕ ꯁ꯭ꯇꯦꯠ ꯑꯃꯅꯤ꯫ ꯁ꯭ꯇꯦꯠ ꯑꯁꯤ ꯆꯥꯎꯈꯠꯍꯟꯕ ꯍꯥꯏꯕꯁꯤ ꯁꯦꯟꯇ꯭ꯔꯦꯜ ꯒꯚꯔꯃꯦꯟꯠꯅ ꯃꯇꯦꯡ ꯐꯅꯥ ꯌꯥꯝꯅ ꯄꯥꯡꯂꯒꯁꯨ ꯁ꯭ꯇꯦꯠ ꯑꯗꯨꯅ ꯄꯣꯔꯝ ꯁꯤꯟꯕ ꯍꯩꯇ꯭ꯔꯒꯗꯤ ꯍꯤꯔꯝ ꯈꯨꯗꯤꯡꯃꯛꯇ ꯆꯥꯛꯊꯨꯡ-ꯐꯤꯊꯨꯡꯕ ꯉꯝꯗꯕ ꯑꯣꯏꯒꯅꯤ꯫ ꯈ꯭ꯋꯥꯏꯗꯒꯤ ꯍꯦꯟꯅ ꯃꯔꯨ ꯑꯣꯏꯕꯗꯤ ꯑꯩꯈꯣꯏ ꯏꯁꯥꯅ ꯏꯔꯣꯝꯗꯣꯝ ꯂꯦꯞꯆꯕ ꯉꯝꯕ, ꯆꯤꯟꯖꯥꯛꯇ ꯃꯤꯄꯥꯜ ꯇꯥꯡꯗꯕ ꯑꯃꯁꯨꯡ ꯁꯦꯟꯃꯤꯠꯂꯣꯟꯒꯤ ꯐꯤꯚꯝꯗ ꯁꯣꯠꯊꯗꯕ ꯍꯥꯏꯕ ꯑꯍꯨꯝ ꯑꯁꯤ ꯐꯪꯕ ꯉꯝꯂꯕ ꯃꯇꯝꯗ ꯃꯅꯤꯄꯨꯔ ꯀꯌꯥꯒꯤ ꯃꯇꯤꯛ ꯅꯨꯡꯉꯥꯏꯅ ꯍꯤꯡꯕ ꯁ꯭ꯇꯦꯠ ꯑꯃ ꯑꯣꯏꯒꯅꯤ꯫ ꯃꯇꯝꯗꯨꯗ ꯏꯟꯗꯤꯌꯥꯒꯤ ꯃꯅꯨꯡꯗ ꯂꯩꯔꯕꯁꯨ, ꯂꯩꯇ꯭ꯔꯕꯁꯨ ꯃꯔꯦꯛ-ꯃꯍꯥꯎ ꯊꯣꯛꯅ ꯍꯤꯡꯕ ꯂꯩꯕꯥꯛ ꯑꯃ ꯑꯣꯏꯒꯅꯤ꯫ ꯈ꯭ꯋꯥꯏꯗꯒꯤ ꯂꯨꯔꯤꯕ ꯋꯥꯐꯝꯗꯤ ꯑꯩꯈꯣꯏ ꯏꯁꯥꯅ ꯏꯔꯣꯝꯗꯣꯝ ꯂꯦꯞꯆꯕ ꯉꯝꯕ ꯐꯤꯚꯝ ꯑꯃ ꯂꯩꯍꯟꯅꯕ ꯍꯣꯠꯅꯕꯗ ꯆꯪꯂꯤꯕ ꯃꯆꯥꯛꯁꯤꯡ ꯑꯗꯨꯅꯤ꯫ ꯅꯨꯡꯉꯥꯏꯕ ꯄꯨꯟꯁꯤꯔꯣꯜ ꯑꯃꯗ ꯍꯤꯡꯅꯅꯕꯒꯤꯗꯃꯛ ꯑꯩꯈꯣꯏ ꯁꯤꯟꯊꯣꯛ ꯈꯪꯅ ꯊꯕꯛ ꯁꯨꯕ ꯇꯥꯏ꯫ ꯃꯗꯨ ꯅꯠꯇꯅ ꯑꯩꯈꯣꯏ ꯅꯨꯡꯉꯥꯏ-ꯌꯥꯏꯐꯅ ꯍꯤꯡꯗꯕ ꯌꯥꯗꯦ ꯍꯥꯏꯕꯗꯃꯛ ꯈꯜꯂꯒ ꯊꯕꯛ ꯁꯨ-ꯅꯣꯝꯗ꯭ꯔꯒꯗꯤ ꯃꯤꯒꯤ ꯃꯄꯣꯠ-ꯃꯔꯜ ꯂꯥꯛꯄ, ꯐꯣꯏꯕ ꯅꯠꯇ꯭ꯔꯒ ꯂꯩꯉꯥꯛꯀꯤ ꯂꯟ-ꯊꯨꯝ ꯂꯨꯠ ꯇꯧꯔꯨꯕ ꯅꯠꯇꯅ ꯄꯥꯝꯕꯩ ꯂꯩꯔꯣꯏ꯫